ꯑꯟꯙ꯭ꯔ ꯄ꯭ꯔꯗꯦꯁꯀꯤ ꯎꯃꯪ ꯑꯃꯗꯥ ꯆꯠꯂꯤꯕꯥ ꯂꯃꯀꯣꯏꯕꯥ ꯑꯃꯅꯥ ꯑꯉꯛꯄꯥ ꯄꯣꯠꯁꯛ ꯑꯃꯥ ꯊꯤꯗꯣꯛꯏ ꯍꯥꯏꯕꯥ ꯋꯥꯐꯝ ꯑꯁꯤꯒꯥ ꯂꯣꯏꯅꯅꯥ ꯋꯥꯔꯤ ꯑꯃꯥ ꯏꯕꯤꯌꯨ꯫ ꯃꯇꯝ ꯑꯃꯗꯥ ꯅꯣꯔꯦꯒꯤ ꯂꯝꯗꯥ ꯑꯟꯙ꯭ꯔ ꯄ꯭ꯔꯗꯦꯁꯀꯤ ꯂꯝꯗꯝ ꯑꯃꯗꯥ ꯆꯠꯊꯣꯛ ꯆꯠꯁꯤꯟ ꯇꯧꯕꯥ ꯂꯝꯀꯣꯏꯕꯥ ꯑꯃꯥ ꯂꯩꯔꯝꯃꯤ꯫ ꯃꯍꯥꯛꯀꯤ ꯃꯃꯤꯡ ꯊꯤꯑꯣ ꯀꯧꯏ ꯃꯍꯥꯛ ꯅꯨꯃꯤꯠ ꯀꯌꯥꯅꯤ ꯑꯅꯧꯕꯥ ꯑꯃꯁꯨꯡ ꯄꯨꯛꯅꯤꯡ ꯊꯧꯒꯠꯅꯤꯡꯉꯥꯏ ꯑꯣꯏꯕꯥ ꯋꯥꯐꯝ ꯑꯃꯥ ꯊꯤꯗꯨꯅꯥ ꯂꯝꯕꯤꯗꯥ ꯆꯠꯂꯝꯃꯤ꯫ ꯎꯃꯪꯒꯤ ꯃꯅꯨꯡꯗꯥ ꯂꯩꯕꯥ ꯂꯝꯕꯤ ꯑꯗꯨ ꯑꯄꯤꯛꯄꯥ ꯑꯣꯏꯈꯤ ꯑꯃꯁꯨꯡ ꯎꯁꯤꯡ ꯑꯗꯨ ꯑꯁꯨꯛ ꯌꯥꯝꯅꯥ ꯋꯥꯡꯏ ꯑꯃꯁꯨꯡ ꯌꯥꯝꯅꯥ ꯂꯨꯕꯥ ꯃꯔꯝꯅꯥ ꯃꯉꯥꯜ ꯌꯥꯝꯅꯥ ꯋꯥꯅꯥ ꯐꯤꯜꯇꯔ ꯇꯧꯈꯤ꯫ ꯊꯤꯑꯣꯅꯥ ꯃꯍꯥꯛꯄꯨ ꯌꯦꯡꯂꯤ ꯍꯥꯏꯕꯒꯤ ꯋꯥꯈꯜ ꯂꯥꯛꯈꯤ ꯑꯃꯁꯨꯡ ꯎꯆꯦꯛꯁꯤꯡꯒꯤ ꯈꯣꯟꯖꯦꯜꯅꯥ ꯃꯍꯥꯛꯀꯤ ꯅꯨꯡꯉꯥꯏꯇꯕꯥ ꯑꯗꯨ ꯍꯦꯟꯅꯥ ꯍꯦꯟꯒꯠꯍꯟꯈꯤ꯫ ꯃꯍꯥꯛ ꯆꯠꯂꯤꯉꯩꯗꯥ ꯃꯍꯥꯛꯀꯤ ꯈꯣꯡꯅꯥ ꯌꯥꯝꯅꯥ ꯀꯟꯅꯥ ꯁꯣꯛꯈꯤ꯫ ꯃꯍꯥꯛ ꯃꯈꯥꯗꯥ ꯌꯦꯡꯂꯨꯔꯒꯥ ꯃꯥꯂꯦꯝꯗꯥ ꯂꯦꯞꯂꯒꯥ ꯑꯄꯤꯛꯄꯥ ꯕꯣꯛꯁ ꯑꯃꯥ ꯎꯈꯤ꯫ ꯃꯁꯤ ꯃꯁꯛ ꯊꯣꯛꯄꯥ ꯑꯣꯏꯔꯝꯃꯤ ꯑꯃꯁꯨꯡ ꯁꯅꯥꯅꯥ ꯁꯦꯝꯕꯥ ꯑꯣꯏꯔꯝꯃꯤ꯫ ꯕꯣꯛꯁ ꯑꯗꯨ ꯃꯍꯥꯛꯅꯥ ꯗꯤꯁꯤꯐꯥꯏ ꯇꯧꯕꯥ ꯉꯝꯗꯕꯥ ꯑꯆꯝꯕꯥ ꯁꯤꯝꯕꯣꯜꯁꯤꯡꯅꯥ ꯊꯜꯂꯕꯥ ꯑꯃꯁꯨꯡ ꯃꯗꯨ ꯌꯥꯝꯅꯥ ꯀꯨꯞꯅꯥ ꯂꯣꯠꯁꯤꯜꯂꯝꯃꯤ꯫ ꯊꯤꯑꯣꯅꯥ ꯈꯪꯅꯤꯡꯗꯨꯅꯥ ꯕꯣꯛꯁ ꯑꯗꯨ ꯂꯧꯈꯠꯈꯤ꯫ ꯃꯍꯥꯛꯅꯥ ꯃꯗꯨ ꯁꯣꯛꯈꯤ ꯑꯗꯨꯕꯨ ꯃꯅꯨꯡꯗꯒꯤ ꯈꯣꯟꯖꯦꯜ ꯑꯃꯠꯇꯥ ꯂꯥꯛꯈꯤꯗꯦ꯫ ꯃꯍꯥꯛꯅꯥ ꯃꯗꯨ ꯃꯍꯥꯛꯀꯤ ꯃꯈꯨꯠꯅꯥ ꯍꯥꯡꯗꯣꯛꯅꯕꯥ ꯍꯣꯠꯅꯈꯤ ꯑꯗꯨꯕꯨ ꯊꯣꯡꯅꯥꯎ ꯑꯗꯨꯗꯤ ꯆꯦꯟꯁꯤꯜꯂꯛꯈꯤꯗꯦ꯫ ꯊꯤꯑꯣꯅꯥ ꯍꯧꯖꯤꯛ ꯍꯦꯟꯅꯥ ꯋꯥꯈꯜ ꯋꯥꯕꯥ ꯍꯧꯔꯛꯈꯤ ꯑꯃꯁꯨꯡ ꯃꯍꯥꯛꯅꯥ ꯕꯣꯛꯁ ꯑꯗꯨ ꯃꯍꯥꯛꯀꯥ ꯂꯣꯏꯅꯅꯥ ꯂꯧꯅꯕꯥ ꯋꯥꯔꯦꯞ ꯂꯧꯈꯤ꯫ ꯃꯍꯥꯛꯅꯥ ꯎꯃꯪꯒꯤ ꯃꯅꯨꯡꯗꯥ ꯃꯍꯥꯛꯀꯤ ꯈꯣꯡꯆꯠ ꯑꯗꯨ ꯃꯈꯥ ꯆꯠꯊꯈꯤ ꯑꯗꯨꯕꯨ ꯃꯍꯥꯛꯀꯤ ꯋꯥꯈꯜ ꯑꯗꯨꯗꯤ ꯑꯉꯛꯄꯥ ꯕꯣꯛꯁ ꯑꯗꯨꯒꯤ ꯋꯥꯈꯜꯅꯥ ꯊꯜꯂꯝꯃꯤ꯫ ꯑꯔꯣꯏꯕꯗꯥ ꯁꯥꯡꯂꯕꯥ ꯄꯨꯡ ꯀꯌꯥꯒꯤ ꯃꯇꯨꯡꯗꯥ ꯃꯍꯥꯛ ꯅꯨꯃꯤꯠ ꯆꯨꯞꯄꯥ ꯑꯃꯥ ꯂꯦꯞꯂꯤꯕꯥ ꯎꯃꯪꯒꯤ ꯑꯇꯣꯞꯄꯥ ꯃꯄꯥꯟꯗꯥ ꯌꯧꯔꯛꯈꯤ ꯑꯃꯁꯨꯡ ꯎꯆꯦꯛꯁꯤꯡꯅꯥ ꯏꯁꯩ ꯁꯛꯈꯤ꯫ ꯊꯤꯑꯣꯅꯥ ꯅꯨꯡꯉꯥꯏꯅꯥ ꯂꯩꯅꯕꯥ ꯃꯐꯝ ꯑꯃꯥ ꯐꯪꯈꯤ ꯑꯗꯨꯒꯥ ꯃꯍꯥꯛꯅꯥ ꯕꯣꯛꯁ ꯑꯗꯨ ꯑꯃꯨꯛ ꯍꯟꯅꯥ ꯂꯧꯊꯣꯛꯈꯤ꯫ ꯃꯍꯥꯛꯅꯥ ꯃꯁꯤ ꯍꯦꯟꯅꯥ ꯅꯛꯅꯥ ꯌꯦꯡꯁꯤꯟꯈꯤ ꯑꯃꯁꯨꯡ ꯑꯄꯤꯛꯄꯥ ꯀꯤ ꯍꯣꯜ ꯑꯃꯥ ꯎꯈꯤ꯫ ꯃꯍꯥꯛꯅꯥ ꯃꯍꯥꯛꯀꯤ ꯄꯦꯛ ꯑꯗꯨ ꯌꯦꯡꯁꯤꯟꯈꯤ ꯑꯃꯁꯨꯡ ꯃꯍꯥꯛꯀꯤ ꯃꯐꯝꯗꯥ ꯐꯥꯎꯕꯥ ꯀꯥꯎꯊꯣꯛꯈꯤꯕꯥ ꯑꯄꯤꯛꯄꯥ ꯀꯤ ꯑꯃꯥ ꯐꯪꯈꯤ꯫ ꯃꯍꯥꯛꯅꯥ ꯀꯤ ꯑꯗꯨ ꯂꯣꯛ ꯑꯗꯨꯗꯥ ꯊꯝꯈꯤ ꯑꯃꯁꯨꯡ ꯃꯍꯥꯛꯅꯥ ꯑꯉꯛꯄꯥ ꯐꯥꯎꯈꯤ ꯃꯗꯨꯗꯤ ꯂꯤꯛ ꯑꯗꯨ ꯄꯣꯞꯊꯣꯛꯂꯒꯥ ꯊꯣꯔꯛꯈꯤ꯫ ꯕꯣꯛꯁ ꯑꯗꯨꯒꯤ ꯃꯅꯨꯡꯗꯥ ꯇꯔꯨ ꯇꯅꯥꯟꯕꯥ ꯃꯉꯥꯜꯅꯥ ꯊꯜꯂꯕꯥ ꯀ꯭ꯔꯤꯁ꯭ꯇꯦꯜ ꯑꯃꯥ ꯂꯩꯔꯝꯃꯤ꯫ ꯃꯉꯥꯜ ꯑꯗꯨ ꯊꯨꯅꯥ ꯌꯥꯡꯅꯥ ꯆꯦꯜꯂꯛꯄꯥ ꯎꯈꯤ ꯊꯤꯑꯣꯅꯥ ꯃꯗꯨꯗꯥ ꯃꯤꯠꯌꯦꯡ ꯊꯝꯈꯤ꯫ ꯈꯪꯍꯧꯗꯅꯥ ꯃꯍꯥꯛꯄꯨ ꯑꯇꯣꯞꯄꯥ ꯃꯥꯂꯦꯝ ꯑꯃꯗꯥ ꯄꯨꯈꯠꯈꯤ ꯐꯖꯕꯥ ꯑꯃꯁꯨꯡ ꯑꯉꯛꯄꯥ ꯃꯥꯂꯦꯝ ꯑꯃꯗꯥ꯫ ꯀ꯭ꯔꯤꯁ꯭ꯇꯦꯜ ꯑꯁꯤꯅꯥ ꯂꯞꯀꯣꯏꯕꯥ ꯑꯗꯨꯕꯨ ꯋꯥꯈꯜꯒꯤ ꯈꯣꯡꯆꯠ ꯑꯃꯗꯥ ꯃꯁꯛ ꯈꯪꯗꯕꯥ ꯑꯃꯁꯨꯡ ꯈꯟꯕꯗꯥ ꯋꯥꯕꯥ ꯃꯐꯝꯁꯤꯡꯗꯥ ꯂꯝꯖꯤꯡꯕꯒꯤ ꯁꯛꯇꯤ ꯂꯩꯔꯝꯃꯤ꯫ ꯑꯃꯁꯨꯡ ꯃꯔꯝ ꯑꯁꯤꯅꯥ ꯊꯤꯑꯣꯒꯤ ꯑꯦꯗꯚꯦꯟꯆꯔꯁꯤꯡ ꯑꯗꯨ ꯃꯈꯥ ꯆꯠꯊꯈꯤ ꯃꯗꯨꯗꯥ ꯑꯉꯛꯄꯥ ꯕꯣꯛꯁ ꯑꯃꯁꯨꯡ ꯃꯅꯨꯡꯗꯥ ꯂꯩꯔꯤꯕꯥ ꯀ꯭ꯔꯤꯁ꯭ꯇꯦꯜꯅꯥ ꯂꯝꯖꯤꯡꯈꯤ꯫ ꯃꯍꯥꯛ ꯂꯥꯞꯅꯥ ꯂꯩꯕꯥ ꯂꯝꯁꯤꯡꯗꯥ ꯆꯠꯈꯤ ꯑꯃꯁꯨꯡ ꯃꯍꯥꯛꯅꯥ ꯀꯩꯗꯧꯉꯩꯗꯁꯨ ꯈꯟꯊꯕꯥ ꯉꯝꯗꯕꯥ ꯃꯤꯠꯌꯦꯡꯁꯤꯡ ꯎꯈꯤ꯫ ꯃꯍꯥꯛꯅꯥ ꯊꯤꯖꯤꯜꯂꯤꯕꯥ ꯑꯗꯨ ꯃꯍꯥꯛꯅꯥ ꯐꯪꯂꯦ ꯑꯃꯝꯕꯥ ꯎꯃꯪꯒꯤ ꯃꯅꯨꯡꯗꯥ ꯃꯍꯥꯛꯀꯤ ꯈꯣꯡꯆꯠ ꯑꯗꯨ ꯑꯔꯣꯏꯕꯗꯥ ꯃꯃꯜ ꯌꯥꯝꯂꯝꯃꯤ꯫